ꯀꯩ ꯑꯣꯟꯕ ꯀꯣꯝꯒꯤ ꯏꯁꯤꯡ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯃꯇꯝ ꯑꯃꯗꯥ ꯇꯨꯔꯦꯜ ꯑꯃꯒꯤ ꯃꯊꯛꯇ ꯑꯄꯤꯛꯄꯥ ꯈꯨꯡꯒꯪ ꯑꯃꯗ ꯑꯃꯅ ꯑꯃꯕꯨ ꯌꯥꯝꯅ ꯅꯨꯡꯁꯤꯖꯕ ꯃꯇꯩꯃꯅꯥꯎ ꯑꯃ ꯂꯩꯔꯝꯃꯤ꯫ ꯃꯈꯣꯏꯅ ꯃꯈꯣꯏꯒꯤ ꯑꯄꯤꯛꯄꯥ ꯈꯨꯡꯒꯪ ꯑꯗꯨꯗ ꯃꯈꯣꯏꯒꯤ ꯃꯆꯥꯁꯤꯡꯒ ꯂꯣꯏꯅꯅ ꯅꯨꯡꯉꯥꯏꯅ ꯍꯤꯡꯃꯤꯟꯅꯔꯝꯃꯤ꯫ ꯃꯈꯣꯏ ꯃꯁꯥꯃꯛꯅ ꯇꯨꯔꯦꯜꯒꯤ ꯃꯊꯛꯇ ꯂꯩꯕ ꯎꯃꯪꯒꯤ ꯑꯆꯧꯕ ꯃꯐꯝ ꯑꯃ ꯂꯧꯁꯤꯟꯗꯨꯅꯥ ꯂꯧꯎ-ꯁꯤꯡꯎꯒꯤ ꯂꯝ ꯑꯃ ꯑꯣꯏꯍꯟꯈꯤ꯫ ꯃꯐꯝ ꯑꯗꯨꯗ ꯃꯍꯩ-ꯃꯔꯣꯡ ꯊꯥꯗꯨꯅ ꯃꯈꯣꯏꯒꯤ ꯍꯤꯡꯅꯕꯒꯤ ꯂꯝꯕꯤ ꯁꯦꯝꯃꯤ꯫ ꯅꯨꯡꯁꯥ ꯌꯥꯝꯅ ꯁꯥꯕ ꯅꯨꯃꯤꯠ ꯑꯃꯗ ꯅꯨꯄꯥ ꯑꯗꯨꯒ ꯃꯍꯥꯛꯀꯤ ꯂꯣꯏꯅꯕꯤꯅ ꯃꯈꯣꯏꯒꯤ ꯐꯥꯔ꯭ꯝꯗ ꯌꯥꯝꯅ ꯀꯟꯅ ꯊꯕꯛ ꯇꯧꯔꯝꯃꯤ꯫ ꯃꯇꯝ ꯑꯗꯨꯗ ꯅꯨꯄꯤ ꯑꯗꯨ ꯏꯁꯤꯡ ꯌꯥꯝꯅ ꯈꯧꯔꯥꯡꯂꯝꯃꯤ ꯑꯗꯨꯕꯨ ꯃꯐꯝ ꯑꯗꯨꯗ ꯑꯃꯁꯨꯡ ꯑꯀꯣꯏꯕꯗ ꯏꯁꯤꯡ ꯇꯨꯡꯁꯤꯅꯕꯥ ꯑꯃꯠꯇ ꯎꯕ ꯐꯪꯈꯤꯗꯦ꯫ ꯅꯨꯄꯤꯅ ꯃꯄꯨꯔꯣꯏꯕꯗ ꯍꯥꯌꯔꯛꯏ, "ꯅꯨꯡꯁꯤꯖꯔꯕ, ꯑꯩ ꯈꯔ ꯂꯥꯞꯅ ꯆꯠꯇꯨꯅ ꯏꯁꯤꯡ ꯊꯤꯕꯥ ꯆꯠꯂꯨꯒꯦ꯫ ꯑꯩ ꯏꯁꯤꯡ ꯈꯧꯔꯥꯡꯕꯅ ꯂꯣꯏꯔꯦ"꯫ ꯃꯄꯨꯔꯣꯏꯕꯅꯥ ꯄꯥꯎꯈꯨꯝ ꯄꯤꯔꯛꯈꯤ, "ꯅꯨꯄꯤ ꯅꯠꯇꯦ, ꯃꯐꯝ ꯑꯁꯤ ꯃꯁꯥ ꯃꯊꯟꯇꯥ ꯆꯠꯄꯗ ꯈꯨꯗꯣꯡꯊꯤꯅꯤꯡꯉꯥꯏ ꯑꯣꯏ꯫ ꯃꯇꯝ ꯈꯔꯒꯤ ꯑꯣꯏꯅ ꯈꯥꯡꯂꯣ ꯑꯗꯨꯒ ꯑꯩꯈꯣꯏ ꯌꯨꯝꯗ ꯆꯠꯂꯁꯤ꯫ ꯃꯐꯝ ꯑꯁꯤꯗꯒꯤ ꯈꯔ ꯂꯥꯞꯅ ꯂꯩꯕ ꯀꯨꯠꯇꯥ ꯂꯩꯔꯤ ꯑꯃꯗ ꯑꯍꯜ ꯈꯔꯅ ꯀꯨꯠꯇꯥ ꯏꯁꯤꯡ ꯊꯛꯎ ꯍꯥꯏꯅ ꯍꯥꯏꯈꯤ꯫ ꯑꯁꯨꯝꯅ ꯀꯨꯠꯇꯥ ꯏꯁꯤꯡ ꯊꯛꯈꯤ, ꯈꯪꯍꯧꯗꯅ ꯀꯩ ꯑꯃ ꯑꯣꯏꯅ ꯑꯣꯟꯊꯣꯛꯈꯤ"꯫ ꯑꯗꯨꯕꯨ ꯃꯍꯥꯛꯀꯤ ꯅꯨꯄꯤꯗꯤ ꯏꯁꯤꯡ ꯈꯧꯔꯥꯡꯕ ꯍꯦꯂꯛꯈꯤ ꯑꯗꯨꯗꯒꯤ ꯃꯍꯥꯛꯀꯤ ꯃꯄꯨꯔꯣꯏꯕꯗ ꯋꯥꯁꯛꯈꯤ ꯃꯗꯨꯗꯤ ꯃꯍꯥꯛꯅ ꯀꯨꯞꯁꯤꯜꯗꯒꯤ ꯏꯁꯤꯡ ꯊꯛꯂꯣꯏ ꯍꯥꯢꯔꯒ ꯃꯍꯥꯛ ꯏꯁꯤꯡ ꯊꯤꯕ ꯆꯠꯈꯤ꯫ ꯅꯨꯄꯤ ꯑꯗꯨꯅ ꯃꯐꯝ ꯑꯃꯗꯒꯤ ꯃꯐꯝ ꯑꯃꯗ ꯏꯁꯤꯡ ꯊꯤꯕꯥ ꯆꯠꯂꯒ ꯏꯁꯤꯡ ꯊꯛꯄ ꯃꯇꯝꯗ ꯀꯅꯥꯒꯨꯝꯕ ꯑꯃꯕꯨ ꯀꯩ ꯑꯣꯏꯍꯜꯂꯤꯕ ꯏꯁꯤꯡꯒꯤ ꯀꯨꯌꯣꯝ ꯑꯗꯨ ꯅꯠꯇꯅ ꯑꯇꯣꯞꯄ ꯏꯁꯤꯡ ꯑꯃꯠꯇ ꯐꯪꯈꯤꯗꯦ꯫ ꯅꯨꯄꯤ ꯑꯗꯨꯅ ꯃꯗꯨꯗꯒꯤ ꯏꯁꯤꯡ ꯊꯛꯄ ꯌꯥꯗꯅꯕ ꯃꯁꯥꯃꯛꯄꯨ ꯌꯥꯝꯅ ꯀꯟꯅ ꯊꯛꯇꯅꯕ ꯇꯧꯏ꯫ ꯑꯊꯤꯡꯕ ꯊꯝꯂꯤꯕ ꯏꯁꯤꯡꯒꯤ ꯀꯨꯌꯣꯝ ꯑꯗꯨꯒꯤ ꯃꯌꯦꯛ ꯁꯦꯡꯕꯥ ꯏꯁꯤꯡ ꯑꯗꯨ ꯎꯔꯕ ꯃꯇꯨꯡꯗ ꯅꯨꯄꯤ ꯑꯗꯨꯅ ꯃꯍꯥꯛꯀꯤ ꯈꯧꯔꯥꯡꯕ ꯑꯗꯨ ꯃꯈꯥ ꯇꯥꯅꯥ ꯐꯥꯊꯕ ꯉꯝꯈꯤꯗꯦ꯫ ꯑꯃꯁꯨꯡ ꯊꯝꯃꯣꯏ ꯁꯦꯡꯅ ꯃꯗꯨꯗꯒꯤ ꯊꯛꯈꯤ꯫ ꯑꯗꯨꯗꯒꯤ ꯃꯍꯥꯛ ꯍꯜꯂꯛꯈꯤ ꯑꯃꯁꯨꯡ ꯃꯍꯥꯛꯀꯤ ꯊꯕꯛ ꯑꯗꯨ ꯑꯃꯨꯛ ꯍꯟꯅ ꯍꯧꯈꯤ꯫ ꯃꯍꯥꯛꯅ ꯃꯄꯨꯔꯣꯏꯕꯗ ꯑꯊꯤꯡꯕ ꯊꯝꯂꯤꯕ ꯀꯨꯠꯇꯥ ꯏꯁꯤꯡ ꯊꯛꯈꯤ ꯍꯥꯏꯅ ꯃꯍꯥꯛꯅ ꯍꯥꯏꯈꯤꯗꯦ꯫ ꯃꯍꯥꯛꯅ ꯑꯆꯨꯝꯕ ꯑꯗꯨ ꯍꯥꯏꯕꯗ ꯃꯍꯥꯛ ꯌꯥꯝꯅ ꯋꯥꯅ ꯊꯣꯛꯈꯤ꯫ ꯑꯗꯨꯕꯨ ꯃꯇꯝ ꯈꯔꯒꯤ ꯃꯇꯨꯡꯗ ꯃꯍꯥꯛꯅ ꯑꯉꯛꯄ ꯊꯕꯛꯁꯤꯡ ꯇꯧꯈꯤ꯫ ꯃꯍꯥꯛꯅ ꯀꯩ ꯑꯃꯒꯤ ꯃꯒꯨꯟꯁꯤꯡ ꯎꯠꯄ ꯍꯧꯔꯛꯈꯤ꯫ ꯑꯗꯨꯒ ꯇꯧꯔꯤꯕꯁꯤꯡ ꯑꯁꯤ ꯎꯕꯗ ꯅꯨꯄꯥ ꯑꯗꯨꯅ ꯈꯪꯂꯛꯈꯤ ꯃꯗꯨꯗꯤ ꯃꯍꯥꯛꯀꯤ ꯅꯨꯄꯤꯅ ꯏꯁꯤꯡ ꯇꯨꯡꯁꯤꯅꯕ ꯑꯗꯨꯗꯒꯤ ꯏꯁꯤꯡ ꯊꯛꯈ꯭ꯔꯦ꯫ ꯃꯁꯤꯒꯤ ꯃꯅꯨꯡꯗ ꯅꯨꯄꯤ ꯑꯗꯨꯅ ꯑꯊꯤꯡꯕ ꯊꯝꯂꯤꯕ ꯊꯕꯛ ꯑꯗꯨ ꯇꯧꯈꯤꯕꯒꯤꯗꯃꯛ ꯅꯨꯡꯉꯥꯏꯇꯕ ꯐꯥꯎꯏ꯫ ꯃꯍꯥꯛꯅ ꯌꯥꯝꯅ ꯊꯨꯅ ꯃꯍꯥꯛꯀꯤ ꯃꯄꯨꯔꯣꯏꯕꯗ ꯊꯧꯗꯣꯛ ꯑꯗꯨꯒꯤ ꯃꯇꯥꯡꯗ ꯍꯥꯏꯔꯛꯈꯤ ꯑꯃꯁꯨꯡ ꯃꯍꯥꯛꯄꯨ ꯉꯥꯛꯄꯤꯅꯕ ꯍꯥꯏꯖꯈꯤ꯫ ꯃꯄꯨꯔꯣꯏꯕ ꯑꯗꯨꯅ ꯇꯧꯔꯤꯕ ꯑꯗꯨ ꯑꯁꯨꯝꯅꯥ ꯇꯧꯔꯦ ꯍꯥꯏꯅ ꯈꯟꯈꯤ ꯑꯃꯁꯨꯡ ꯃꯈꯣꯏ ꯑꯅꯤꯅ ꯃꯈꯣꯏꯒꯤ ꯊꯕꯛ ꯂꯣꯏꯔꯕ ꯃꯇꯨꯡꯗ ꯃꯐꯝ ꯑꯗꯨ ꯊꯥꯗꯣꯛꯈꯤ꯫ ꯃꯈꯣꯏꯅ ꯌꯨꯝꯗ ꯌꯧꯔꯛꯄ ꯃꯇꯝꯗ ꯑꯉꯥꯡꯁꯤꯡꯅ ꯃꯈꯣꯏꯕꯨ ꯉꯥꯏꯗꯨꯅ ꯂꯩꯔꯝꯃꯤ꯫ ꯃꯃꯥꯅ ꯃꯈꯣꯏꯒꯤꯗꯃꯛ ꯆꯥꯅꯕ ꯁꯦꯝꯃꯤ ꯑꯃꯁꯨꯡ ꯅꯨꯃꯤꯗꯥꯡꯋꯥꯏꯔꯝ ꯆꯥꯛ ꯆꯥꯕ ꯂꯣꯏꯔꯕ ꯃꯇꯨꯡꯗꯥ ꯄꯨꯝꯅꯃꯛ ꯇꯨꯝꯂꯝꯃꯤ꯫ ꯑꯗꯨꯕꯨ ꯃꯃꯥ ꯑꯗꯨꯅ ꯅꯨꯃꯤꯗꯥꯡꯋꯥꯏꯔꯝꯗ ꯌꯨꯝꯗꯒꯤ ꯊꯣꯔꯛꯇꯨꯅ ꯀꯩ ꯑꯃ ꯑꯣꯏꯅ ꯑꯣꯟꯊꯣꯛꯇꯨꯅ ꯃꯍꯥꯛꯀꯤ ꯃꯆꯤꯟꯖꯥꯛ ꯊꯤꯅꯕ ꯎꯃꯪꯗ ꯆꯠꯈꯤ꯫ ꯅꯨꯃꯤꯠ ꯑꯗꯨꯗꯒꯤ ꯍꯧꯅꯥ ꯅꯨꯄꯤ ꯑꯗꯨ ꯅꯨꯃꯤꯗꯥꯡꯗ ꯃꯤꯑꯣꯏꯕ ꯑꯣꯏꯅ ꯂꯩꯈꯤ ꯑꯗꯨꯕꯨ ꯅꯨꯃꯤꯗꯥꯡꯋꯥꯏꯔꯝ ꯂꯥꯛꯄ ꯃꯇꯝꯗ ꯃꯍꯥꯛ ꯀꯩ ꯑꯃ ꯑꯣꯏꯅ ꯑꯣꯟꯊꯣꯛꯇꯨꯅ ꯃꯍꯥꯛꯀꯤ ꯂꯧꯕꯨꯛ ꯂꯧꯅꯕ ꯊꯣꯛꯈꯤ꯫ ꯃꯄꯨꯔꯣꯏꯕ ꯑꯃꯁꯨꯡ ꯃꯆꯥꯁꯤꯡꯒꯤ ꯅꯨꯡꯁꯤꯕꯒꯤꯗꯃꯛ ꯃꯍꯥꯛꯀꯤ ꯄꯨꯟꯁꯤ ꯑꯗꯨ ꯎꯃꯪꯗ ꯂꯦꯟꯈꯤ꯫ ꯑꯗꯨꯅ ꯃꯇꯝ ꯈꯔꯒꯤ ꯑꯣꯏꯅ ꯊꯧꯑꯣꯡ ꯑꯁꯤ ꯑꯁꯤꯒꯨꯝꯅ ꯃꯈꯥ ꯆꯠꯊꯔꯤ꯫ ꯈꯪꯍꯧꯗꯅ ꯅꯨꯃꯤꯠ ꯑꯃꯗ ꯅꯨꯄꯤ ꯑꯗꯨꯒꯤ ꯌꯨꯝꯒꯤ ꯃꯇꯨꯡꯗ ꯂꯩꯕ ꯃꯤꯑꯣꯏ ꯑꯃꯒꯤ ꯃꯁꯥ ꯑꯃꯒꯤ ꯃꯅꯨꯡꯗ ꯈꯨꯡꯒꯪꯒꯤ ꯃꯤꯑꯣꯏꯁꯤꯡꯅ ꯂꯥꯛꯄ ꯃꯇꯝꯗ ꯄꯨꯝꯅꯃꯛ ꯌꯥꯝꯅ ꯋꯥꯅ ꯊꯣꯛꯈꯤ ꯑꯃꯁꯨꯡ ꯃꯈꯣꯏꯅ ꯅꯨꯄꯤ ꯑꯗꯨꯗ ꯆꯤꯡꯅꯕ ꯐꯥꯎꯈꯤ꯫ ꯃꯁꯤ ꯀꯩ - ꯅꯨꯄꯤꯅ ꯃꯍꯥꯛꯀꯤ ꯃꯄꯨꯔꯣꯏꯕ ꯑꯃꯁꯨꯡ ꯃꯆꯥꯁꯤꯡꯒꯤꯗꯃꯛ ꯄꯨꯔꯛꯄ ꯃꯤꯑꯣꯏꯕꯒꯤ ꯃꯁꯛ ꯑꯃꯒꯤ ꯑꯁꯤꯕꯥ ꯍꯛꯆꯥꯡꯁꯤꯡꯅꯤ꯫